ꯃꯇꯝ ꯑꯃꯗ ꯁꯤꯟꯗ꯭ꯔꯦꯂꯥ ꯀꯧꯕꯤ ꯅꯨꯄꯤꯃꯆꯥ ꯑꯃꯅ ꯃꯍꯥꯛꯀꯤ ꯃꯃꯥ ꯄꯣꯛꯇꯕꯤ ꯑꯃꯁꯨꯡ ꯃꯆꯦ ꯑꯅꯤꯒ ꯂꯣꯏꯅꯅ ꯂꯩꯔꯝꯃꯤ꯫ ꯁꯤꯟꯗ꯭ꯔꯦꯂꯥꯅ ꯊꯕꯛ ꯄꯨꯝꯅꯃꯛ ꯇꯧꯕ ꯇꯥꯈꯤ ꯑꯗꯨꯒ ꯑꯇꯣꯞꯄꯁꯤꯡꯅ ꯅꯨꯃꯤꯠ ꯆꯨꯞꯄꯗ ꯇꯨꯝꯗꯨꯅ ꯅꯨꯡꯉꯥꯏꯅ ꯂꯩꯔꯝꯃꯤ꯫ ꯁꯤꯟꯗ꯭ꯔꯦꯂꯥꯅ ꯑꯌꯨꯛꯀꯤ ꯑꯃꯝꯕ ꯑꯃꯁꯨꯡ ꯑꯏꯪꯕ ꯑꯗꯨꯗ ꯃꯩ ꯍꯧꯒꯠꯅꯕ ꯍꯧꯒꯠꯄ ꯇꯥꯈꯤ꯫ ꯁꯤꯟꯗ꯭ꯔꯦꯂꯥꯅ ꯃꯈꯣꯏꯒꯤ ꯆꯥꯛꯁꯨ ꯃꯥꯅ ꯊꯣꯉꯝꯃꯤ꯫ ꯅꯣꯡꯃ ꯁꯍꯔꯗ ꯑꯆꯧꯕ ꯄꯥꯎ ꯑꯃ ꯂꯥꯛꯈꯤ꯫ ꯅꯤꯡꯊꯧꯃꯆꯥ ꯑꯗꯨꯒꯤ ꯀꯩꯅꯥ ꯑꯃ ꯊꯤꯕꯒꯤ ꯃꯇꯝ ꯑꯣꯏꯈꯤ꯫ ꯅꯤꯡꯊꯧ ꯑꯃꯁꯨꯡ ꯃꯍꯥꯔꯥꯅꯤꯅ ꯕꯣꯜ ꯑꯃ ꯂꯧꯒꯗꯧꯔꯝꯃꯤ꯫ ꯃ ꯂꯝ ꯑꯗꯨꯗ ꯂꯩꯔꯤꯕ ꯅꯍꯥ ꯑꯣꯏꯔꯤꯕ ꯅꯨꯄꯤ ꯄꯨꯝꯅꯃꯛꯄꯨ ꯕꯣꯜ ꯑꯗꯨꯗ ꯂꯥꯛꯅꯕ ꯀꯧꯈꯤ꯫ ꯃꯈꯣꯏ ꯑꯁꯤ ꯍꯔꯥꯎꯕꯅ ꯂꯣꯏꯔꯝꯃꯤ꯫ ꯃꯈꯣꯏꯅ ꯃꯈꯣꯏꯒꯤ ꯈ꯭ꯋꯥꯏꯗꯒꯤ ꯐꯖꯔꯕ ꯒꯥꯎꯟꯁꯤꯡ ꯁꯦꯠꯅꯕ ꯑꯃꯁꯨꯡ ꯃꯈꯣꯏꯒꯤ ꯁꯝ ꯑꯗꯨ ꯍꯦꯟꯅ ꯐꯖꯅ ꯁꯦꯝꯂꯝꯃꯤ꯫ ꯅꯤꯡꯊꯧꯃꯆꯥ ꯑꯗꯨꯅ ꯃꯈꯣꯏꯕꯨ ꯄꯥꯝꯅꯕ ꯍꯥꯏꯅ ꯁꯦꯝꯂꯝꯃꯤ꯫ ꯁꯤꯟꯗ꯭ꯔꯦꯂꯥꯗꯤ ꯌꯨꯝꯗ ꯃꯍꯥꯛ ꯍꯧꯖꯤꯛ ꯇꯧꯒꯗꯕ ꯑꯍꯦꯟꯕ ꯊꯕꯛ ꯂꯩꯔꯤ꯫ ꯃꯍꯥꯛꯅ ꯃꯍꯥꯛꯀꯤ ꯃꯆꯦꯁꯤꯡꯒꯤ ꯑꯅꯧꯕ ꯒꯥꯎꯟ ꯑꯗꯨ ꯁꯦꯠꯀꯦ ꯇꯧꯈꯤ꯫ "ꯅꯪ ꯕꯣꯜ ꯑꯗꯨꯗ ꯆꯠꯂꯨ ꯍꯥꯏꯅ ꯀꯅꯥꯅ ꯍꯥꯏꯈꯤꯕꯒꯦ? " ꯍꯥꯏꯅ ꯃꯆꯦ ꯑꯇꯣꯝꯕꯤ ꯑꯃꯅ ꯍꯥꯏꯈꯤ꯫ ꯁꯤꯟꯗ꯭ꯔꯦꯂꯥꯅ ꯃꯁꯥ ꯃꯊꯟꯇ ꯍꯥꯏꯈꯤ, "ꯃꯈꯣꯏꯅ ꯑꯩꯕꯨ ꯎꯕ ꯃꯇꯝꯗ ꯃꯈꯣꯏꯅ ꯁꯥꯎꯅꯤꯡꯕ ꯌꯥꯏ, ꯑꯗꯨꯕꯨ ꯑꯩ ꯆꯌꯦꯠꯅꯕ ꯅꯠꯇꯦ꯫ ꯑꯗꯨꯒ ꯀꯔꯤꯒꯨꯝꯕ ꯑꯩꯅ ꯉꯝꯂꯕꯗꯤ ꯑꯩ ꯕꯣꯜ ꯑꯗꯨꯗ ꯆꯠꯀꯅꯤ꯫" ꯏꯀꯨꯏ ꯀꯨꯏꯗꯅ ꯃꯃꯥ ꯄꯣꯛꯇꯕꯤ ꯑꯃꯁꯨꯡ ꯃꯆꯦꯁꯤꯡ ꯑꯗꯨꯅ ꯑꯆꯧꯕ ꯄꯥꯔꯇꯤ ꯑꯗꯨꯗ ꯆꯠꯅꯕꯒꯤ ꯃꯇꯝ ꯌꯧꯔꯛꯈꯤ꯫ ꯒꯦꯠ ꯑꯗꯨꯗ ꯐꯖꯔꯕ ꯒꯥꯔꯤ ꯑꯃ ꯂꯥꯛꯈꯤ꯫ ꯃꯃꯥ ꯑꯇꯣꯝꯕꯤ ꯑꯃꯁꯨꯡ ꯃꯆꯦꯁꯤꯡ ꯑꯗꯨꯅ ꯒꯥꯔꯤ ꯑꯗꯨ ꯇꯣꯡꯗꯨꯅ ꯊꯣꯛꯈ꯭ꯔꯦ꯫ ꯀꯩꯊꯦꯜ ꯃꯊꯛꯇꯒꯤ ꯎꯔꯛꯄ ꯃꯆꯨ ꯇꯥꯔꯕ ꯈꯨꯠꯁꯥꯍꯩꯕꯤꯒꯤ ꯅꯨꯄꯤ ꯀꯩꯊꯦꯜ (ꯏꯃꯥ ꯀꯩꯊꯦꯜ), ꯆꯠꯊꯣꯛ ꯆꯠꯁꯤꯟꯒꯤ ꯄꯥꯝꯕꯩꯁꯤꯡ ꯃꯥꯂꯪꯍꯤꯊꯥꯡꯐꯝ ꯏꯝꯐꯥꯜ ꯏꯟꯇꯔꯅꯦꯁꯅꯦꯜ ꯏꯌꯥꯔꯄꯣꯔꯠ ꯑꯁꯤ ꯀꯣꯅꯨꯡꯗꯒꯤ ꯈꯥ ꯊꯪꯕ ꯃꯥꯏꯀꯩꯗ ꯆꯠꯂꯒ ꯂꯩ꯫ ꯃꯁꯤꯅ ꯀꯣꯜꯀꯇꯥ, ꯒꯨꯋꯥꯍꯥꯇꯤ, ꯑꯒꯔꯇꯥꯂꯥ ꯌꯧꯅ ꯄꯥꯏꯕ ꯌꯥꯏ꯫ ꯔꯦꯜ ꯂꯝꯕꯤꯁꯤꯡꯁꯨ ꯀꯦꯕꯤꯅꯦꯠꯅ ꯁꯥꯕ ꯃꯤꯑꯣꯏ ꯀꯥꯡꯕꯨꯅ ꯁꯦꯝꯒꯠ ꯆꯟꯈꯠꯄ ꯑꯣꯏꯅ ꯖꯤꯔꯤꯕꯥꯝ ꯁꯤꯜꯆꯔ ꯔꯦꯜ ꯂꯝꯕꯤ ꯑꯁꯤ ꯏꯝꯐꯥꯜ ꯌꯧꯅ ꯁꯥꯡꯗꯣꯛꯄꯗ ꯌꯥꯅꯈ꯭ꯔꯦ꯫ ꯀꯨꯝꯖ ꯍꯧꯒꯠꯂꯛꯄꯗ ꯏꯝꯐꯥꯜ ꯃꯌꯥꯏꯆꯕꯨꯛ ꯌꯧꯔꯛꯑꯅꯤ ꯍꯥꯏꯅ ꯄꯥꯅꯔꯤ꯫ ꯍꯧꯖꯤꯛꯐꯥꯎꯒꯤ ꯑꯣꯏꯅ ꯀ꯭ꯔꯣꯔ ꯃꯨꯛ ꯁꯤꯖꯤꯟꯅꯈ꯭ꯔꯦ꯫